ꯃꯔꯝꯗꯤ ꯃꯈꯣꯏꯅ ꯃꯇꯝ ꯄꯨꯝꯅꯃꯛꯇꯥ ꯃꯈꯣꯏꯒꯤ ꯃꯀꯣꯛ ꯊꯣꯡꯕꯗꯥ ꯂꯦꯞꯂꯤ! ꯃꯤꯑꯣꯏ ꯑꯃꯅ ꯀꯔꯤꯒꯨꯝꯕ ꯋꯥꯐꯝ ꯑꯃꯕꯨ ꯂꯥꯟꯅꯥ ꯂꯝꯖꯤꯡꯕꯤꯕ ꯌꯥꯕ꯭ꯔꯥ ꯍꯥꯏꯕꯗꯨ ꯈꯪꯗꯣꯛꯅꯕꯥ ꯍꯪꯂꯛꯄꯥ ꯌꯥꯕ ꯋꯥꯍꯪꯁꯤꯡꯒꯤ ꯂꯤꯁ꯭ꯠ ꯑꯃ ꯁꯦꯝꯃꯨ꯫ ꯏꯟꯐꯣꯔꯃꯦꯁꯟ ꯑꯗꯨ ꯊꯥꯖꯕ ꯌꯥꯕ ꯁꯣꯔꯁꯁꯤꯡꯅ ꯕꯦꯛ ꯇꯧꯕꯔꯥ? ꯀ꯭ꯂꯦꯝ ꯑꯁꯤꯕꯨ ꯁꯧꯒꯠꯅꯕ ꯃꯇꯤꯛ ꯆꯥꯕ ꯄ꯭ꯔꯃꯥꯟ ꯂꯩꯕ꯭ꯔꯥ? ꯏꯟꯐꯣꯔꯃꯦꯁꯟ ꯑꯗꯨꯅ ꯍꯤꯔꯝ ꯑꯗꯨꯒꯤ ꯃꯇꯥꯡꯗ ꯚꯦꯔꯤꯐꯥꯏ ꯇꯧꯔꯕꯥ ꯏꯟꯐꯣꯔꯃꯦꯁꯟ ꯃꯥꯟꯅꯕ꯭ꯔꯥ? ꯏꯟꯐꯣꯔꯃꯦꯁꯟ ꯑꯗꯨꯗ ꯁꯤꯖꯤꯟꯅꯔꯤꯕ ꯂꯣꯜ ꯑꯗꯨ ꯁꯦꯝꯗꯣꯛ-ꯁꯦꯝꯖꯤꯟ ꯇꯧꯅꯕ ꯅꯠꯇꯔꯒ ꯂꯥꯟꯅ ꯂꯝꯖꯤꯡꯅꯕ ꯄꯥꯟꯗꯝ ꯊꯝꯂꯤꯕꯔꯥ? ꯏꯟꯐꯣꯔꯃꯦꯁꯟ ꯑꯗꯨ ꯂꯝ ꯑꯁꯤꯒꯤ ꯑꯈꯪ-ꯑꯍꯩꯁꯤꯡꯅ ꯂꯥꯟꯅ ꯂꯧꯁꯤꯜꯂꯤꯕꯔꯥ? ꯀ꯭ꯂꯦꯝ ꯑꯗꯨ ꯄꯤꯔꯤꯕꯥ ꯃꯤꯑꯣꯏꯁꯤꯡ ꯅꯠꯇꯔꯒ ꯑꯣꯔꯒꯥꯅꯥꯏꯖꯦꯁꯟꯟꯁꯤꯡ ꯑꯗꯨꯅ ꯊꯥꯖꯕ ꯌꯥꯕ ꯑꯣꯏꯕ꯭ꯔꯥ ꯅꯠꯇꯔꯒ ꯃꯤꯟꯐꯣꯔꯃꯦꯁꯟ ꯁꯟꯗꯣꯛꯄꯒꯤ ꯄꯨꯋꯥꯔꯤ ꯂꯩꯕ꯭ꯔꯥ? ꯐꯦꯛꯇ-ꯆꯦꯀꯤꯡ ꯋꯦꯕꯁꯥꯏꯇꯁꯤꯡꯅ ꯏꯟꯐꯣꯔꯃꯦꯁꯟ ꯑꯗꯨ ꯑꯔꯥꯟꯕ ꯅꯠꯇꯔꯒ ꯂꯥꯟꯅ ꯂꯧꯁꯤꯟꯕ ꯍꯥꯏꯅ ꯔꯤꯄꯣꯔꯠ ꯇꯧꯕꯔꯥ? ꯀ꯭ꯂꯦꯝ ꯑꯁꯤꯒꯤ ꯂꯣꯖꯤꯀꯦꯜ ꯅꯠꯇꯔꯒ ꯁꯥꯏꯟꯇꯤꯐꯤꯛ ꯑꯣꯏꯕ ꯃꯑꯣꯡꯗ ꯐꯣꯡꯗꯣꯛꯄ ꯂꯩꯕꯔꯥ? ꯑꯇꯣꯞꯄꯥ ꯊꯥꯖꯕ ꯌꯥꯕ ꯁꯣꯔꯁꯁꯤꯡꯅ ꯆꯞ ꯃꯥꯟꯅꯕ ꯏꯟꯐꯣꯔꯃꯦꯁꯟ ꯑꯗꯨ ꯔꯤꯄꯣꯔꯠ ꯇꯧꯔꯤꯕ꯭ꯔꯥ? ꯅꯍꯥꯛꯅ ꯀ꯭ꯂꯦꯝ ꯑꯗꯨ ꯊꯥꯖꯗ꯭ꯔꯤꯉꯩ ꯃꯃꯥꯡꯗ ꯃꯁꯤꯡ ꯌꯥꯝꯂꯕ ꯁꯣꯔꯁꯁꯤꯡꯒꯤ ꯈꯨꯠꯊꯥꯡꯗ ꯚꯦꯔꯤꯐꯥꯏ ꯇꯧꯅꯕ ꯍꯣꯠꯅꯈꯤꯕ꯭ꯔꯥ? ꯃꯈꯥꯒꯤ ꯋꯥꯍꯩ ꯑꯁꯤꯒꯤ ꯃꯇꯥꯡꯗ ꯋꯥꯍꯪ ꯃꯔꯤ ꯂꯥꯛꯎ꯫ ꯃꯍꯤꯛ ꯑꯃꯒꯤ ꯑꯦꯅꯥꯇꯣꯃꯤ ꯑꯁꯤ ꯌꯥꯝꯅ ꯂꯨꯕꯥ ꯑꯃꯅꯤ꯫ ꯃꯁꯤꯒꯤ ꯍꯛꯆꯥꯡꯒꯤ ꯁꯔꯨꯛ ꯑꯍꯨꯝ ꯂꯩ: ꯃꯀꯣꯛ, ꯊꯣꯡꯅꯥꯎ ꯑꯃꯁꯨꯡ ꯈꯣꯡꯎꯞ꯫ ꯃꯀꯣꯛ ꯑꯗꯨꯗꯥ ꯁꯦꯟꯁꯔꯤ ꯑꯣꯔꯒꯥꯟꯁꯤꯡ, ꯏꯆꯝ ꯆꯝꯕꯥ ꯃꯤꯠ ꯑꯍꯨꯝ ꯑꯃꯁꯨꯡ ꯀꯝꯄꯥꯎꯟꯗ ꯃꯤꯠ ꯑꯅꯤ, ꯑꯃꯁꯨꯡ ꯑꯦꯄꯦꯟꯗꯤꯛꯁ ꯀꯌꯥ ꯌꯥꯎꯏ꯫ ꯊꯣꯡꯅꯥꯎꯗ ꯈꯣꯡ ꯑꯍꯨꯝ ꯑꯃꯁꯨꯡ ꯈꯣꯡ ꯑꯅꯤ ꯂꯩ, ꯑꯗꯨꯒ ꯈꯣꯡꯗ ꯃꯍꯤꯛ-ꯃꯇꯥꯏꯒꯤ ꯑꯌꯥꯝꯕ ꯁꯔꯨꯛꯁꯤꯡ ꯌꯥꯎꯏ, ꯃꯗꯨꯒꯤ ꯃꯅꯨꯡꯗꯥ ꯔꯤꯄꯔꯗꯛꯇꯤꯚ ꯁꯤꯁ꯭ꯇꯦꯝ ꯑꯃꯁꯨꯡ ꯗꯥꯏꯖꯦꯁ꯭ꯇꯤꯚ ꯁꯤꯁ꯭ꯇꯦꯝ ꯌꯥꯎꯏ꯫ ꯃꯍꯤꯛ ꯑꯗꯨꯒꯤ ꯃꯔꯨꯑꯣꯏꯕ ꯍꯛꯆꯥꯡꯒꯤ ꯁꯔꯨꯛ ꯑꯍꯨꯝ ꯑꯗꯨ ꯀꯔꯤꯅꯣ? ꯃꯍꯤꯛ ꯑꯃꯒꯤ ꯃꯃꯤꯠ ꯀꯌꯥ ꯂꯩ, ꯑꯃꯁꯨꯡ ꯃꯈꯣꯏ ꯑꯁꯤ ꯀꯔꯤ ꯃꯈꯜꯁꯤꯡꯅꯣ? ꯃꯍꯤꯛ ꯑꯃꯒꯤ ꯊꯣꯡꯅꯥꯎꯗ ꯈꯣꯡ ꯑꯃꯁꯨꯡ ꯈꯣꯡꯎꯞ ꯀꯌꯥ ꯂꯩꯕꯒꯦ? ꯃꯍꯤꯛ ꯑꯃꯒꯤ ꯃꯀꯣꯛꯇꯥ ꯀꯔꯤ ꯑꯣꯔꯒꯥꯟꯁꯤꯡ ꯂꯩꯕꯒꯦ? ꯀꯨꯟꯊ꯭ꯔꯥꯁꯨꯕꯥ ꯅꯦꯁꯅꯦꯜ ꯕꯥꯁꯀꯦꯠꯕꯣꯜ ꯑꯦꯁꯣꯁꯤꯌꯦꯁꯟ ꯒꯤ ꯆꯦꯝꯄꯤꯌꯟꯁꯤꯞ ꯀꯅꯥꯅ ꯃꯥꯏꯄꯥꯛꯈꯤꯕꯒꯦ? ꯏꯪ ꯂꯤꯁꯤꯡ ꯇꯔꯥꯃꯄꯥꯜꯒ ꯍꯨꯝꯐꯨꯗꯔꯥ ꯇꯔꯦꯠꯀꯤ ꯁꯤꯖꯅꯗꯥ ꯄꯥꯡꯊꯣꯛꯈꯤꯕ ꯀꯨꯟꯊ꯭ꯔꯥꯁꯨꯕꯥ ꯅꯦꯁꯅꯦꯜ ꯕꯥꯁꯀꯦꯠꯕꯣꯜ ꯑꯦꯁꯣꯁꯤꯌꯦꯁꯟ ꯒꯤ ꯆꯦꯝꯄꯤꯌꯟꯁꯤꯞꯇꯥ ꯄꯣꯔꯇꯜꯌꯥꯟꯗ ꯇ꯭ꯔꯦꯜ ꯕ꯭ꯂꯦꯖꯥꯔꯅꯥ ꯃꯥꯏꯄꯥꯛꯈꯤ꯫ ꯃꯈꯣꯏꯅꯥ ꯐꯥꯏꯅꯦꯜꯗꯥ ꯐꯤꯂꯥꯗꯦꯜꯐꯤꯌꯥ ꯍꯨꯝꯐꯨꯗꯔꯥ ꯇꯔꯨꯛ ꯔꯁꯄꯨ ꯃꯉꯥ-ꯑꯅꯤ ꯗꯥ ꯗꯥ ꯃꯥꯏꯊꯤꯕ ꯄꯤꯗꯨꯅ ꯉꯁꯤ ꯐꯥꯎꯕꯒꯤ ꯐ꯭ꯔꯥꯟꯆꯥꯏꯖꯒꯤ ꯄꯨꯋꯥꯔꯤꯗ ꯑꯍꯥꯟꯕ ꯑꯃꯁꯨꯡ ꯑꯃꯠꯇꯥ ꯉꯥꯏꯔꯕꯥ ꯆꯦꯝꯄꯤꯌꯟꯁꯤꯞ ꯂꯧꯈꯤ꯫ ꯀꯔꯤꯒꯨꯝꯕꯥ ꯀꯅꯥꯒꯨꯝꯕꯥ ꯑꯃꯅ ꯅꯍꯥꯛꯄꯨ ꯗꯣꯂꯔ ꯌꯥꯡꯈꯩ ꯒꯤ ꯑꯣꯏꯅ ꯑꯣꯟꯂꯥꯏꯟ ꯒꯤꯐꯠ ꯀꯥꯔꯗ ꯑꯃ ꯄꯤꯔꯕꯗꯤ ꯅꯍꯥꯛꯅ ꯃꯗꯨ ꯀꯔꯝꯅ ꯁꯤꯖꯤꯟꯐꯒꯅꯤ? ꯑꯦ. ꯑꯥꯏ. ꯑꯃ ꯑꯣꯏꯅ ꯑꯩꯍꯥꯛ ꯁꯦꯜ ꯅꯠꯇꯔꯒ ꯒꯤꯐꯠ ꯀꯥꯔꯗ ꯁꯤꯖꯤꯟꯅꯕꯥ ꯅꯠꯇꯔꯒ ꯃꯄꯨ ꯑꯣꯏꯕ ꯉꯃꯗꯦ꯫ ꯑꯗꯨꯝ ꯑꯣꯏꯅꯃꯛ, ꯀꯔꯤꯒꯨꯝꯕꯥ ꯅꯍꯥꯛꯅ ꯗꯣꯂꯔ ꯌꯥꯡꯈꯩ ꯒꯤ ꯑꯣꯏꯅ ꯑꯣꯟꯂꯥꯏꯟ ꯒꯤꯐꯠ ꯀꯥꯔꯗ ꯑꯃ ꯐꯪꯂꯕꯗꯤ, ꯅꯍꯥꯛꯅ ꯃꯗꯨꯒ ꯃꯔꯤ ꯂꯩꯅꯕ ꯋꯦꯕꯁꯥꯏꯠ ꯅꯠꯇꯔꯒ ꯑꯣꯅꯂꯥꯏꯟ ꯁ꯭ꯇꯣꯔꯗ ꯔꯤꯗꯤꯝ ꯇꯧꯗꯨꯅ ꯁꯤꯖꯤꯟꯅꯕ ꯌꯥꯒꯅꯤ꯫ ꯅꯍꯥꯛꯀꯤ ꯒꯤꯐꯠ ꯀꯥꯔꯗ ꯏꯁꯨ ꯇꯧꯔꯤꯕ ꯃꯤꯑꯣꯏ ꯑꯗꯨꯅ ꯄꯤꯕ ꯏꯟꯁ꯭ꯇꯔꯛꯁꯟꯁꯤꯡ ꯑꯗꯨ ꯏꯟꯒꯗꯕꯅꯤ꯫ ꯔꯤꯗꯤꯝ ꯇꯧꯔꯕꯥ ꯃꯇꯨꯡꯗꯥ, ꯒꯤꯐꯠ ꯀꯥꯔꯗꯀꯤ ꯚꯦꯜꯌꯨ ꯑꯗꯨ ꯅꯍꯥꯛꯀꯤ ꯄꯔꯆꯦꯖ ꯑꯗꯨꯗꯥ ꯑꯦꯄꯂꯥꯏ ꯇꯧꯒꯅꯤ, ꯃꯗꯨꯅꯥ ꯅꯍꯥꯀꯄꯨ ꯒꯤꯐꯠ ꯀꯥꯔꯗꯀꯤ ꯚꯦꯜꯌꯨ ꯑꯗꯨ ꯐꯥꯎꯕꯒꯤ ꯄꯣꯠꯊꯣꯛ ꯅꯠꯠꯔꯒꯥ ꯁꯔꯚꯤꯁꯁꯤꯡ ꯂꯧꯕꯥ ꯌꯥꯍꯉꯅꯤ꯫